ꯇ꯭ꯔꯣꯄꯤꯀꯦꯜ ꯕꯤꯆ ꯑꯃꯒꯤ ꯃꯇꯥꯡꯗ ꯂꯥꯏꯔꯤꯛ ꯈꯔꯥ ꯏꯕꯤꯌꯨ꯫ ꯇ꯭ꯔꯣꯄꯤꯀꯦꯜ ꯕꯤꯆ ꯑꯁꯤ ꯅꯤꯡꯊꯤꯖꯔꯕ ꯑꯃꯁꯨꯡ ꯃꯁꯛ ꯅꯥꯏꯕ ꯑꯣꯌꯦꯁꯤꯁ ꯑꯃꯅꯤ, ꯃꯁꯤꯗ ꯄꯥꯎꯗꯔ ꯑꯣꯏꯕ ꯑꯉꯧꯕ ꯆꯦꯡ, ꯊꯣꯏꯗꯣꯛꯄ‌ ꯇꯨꯔꯀꯣꯏꯁ ꯏꯁꯤꯡ, ꯑꯃꯁꯨꯡ ꯑꯋꯥꯡꯕ ꯂꯝꯂꯛꯀꯤ ꯁꯥ-ꯎꯆꯦꯛꯁꯤꯡ ꯌꯥꯎꯔꯤ꯫ ꯃꯁꯤ ꯑꯗꯣꯝꯒꯤ ꯈꯣꯡꯗ ꯅꯨꯃꯤꯠꯀꯤ ꯅꯨꯡꯁꯤꯠꯀꯤ ꯅꯨꯡꯉꯥꯏꯕꯥ ꯐꯥꯑꯣꯕꯥ ꯌꯥꯕꯥ ꯑꯃꯁꯨꯡ ꯁꯃꯨꯗ꯭ꯔꯒꯤ ꯏꯁꯤꯡꯒꯤ ꯏꯆꯦꯜꯒꯤ ꯅꯨꯡꯉꯥꯏꯔꯕ ꯈꯣꯟꯖꯦꯜ ꯇꯥꯕ ꯌꯥꯕ ꯄꯥꯔꯥꯗꯥꯏꯁ ꯑꯃꯅꯤ꯫ ꯅꯨꯡꯁꯤꯠ ꯑꯁꯤ ꯃꯇꯝ ꯄꯨꯝꯅꯃꯛꯇ ꯂꯣꯏꯕ ꯅꯥꯏꯗꯕ ꯏꯁꯤꯡ ꯑꯃꯁꯨꯡ ꯇ꯭ꯔꯣꯄꯤꯀꯦꯜ ꯐ꯭ꯂꯣꯔꯥꯒꯤ ꯃꯁꯛ ꯃꯑꯣꯡꯁꯤꯡꯒ ꯂꯣꯏꯅꯅ ꯐꯖꯩ, ꯑꯃꯁꯨꯡ ꯅꯨꯃꯤꯠꯁꯤꯡ ꯑꯁꯤ ꯁꯃꯨꯗ꯭ꯔ ꯈꯣꯡꯕꯥꯜꯗ ꯂꯦꯡꯗꯅ ꯂꯩꯔꯤ, ꯀ꯭ꯔꯤꯁꯇꯦꯜ ꯀ꯭ꯂꯤꯌꯥꯔ ꯏꯁꯤꯡꯗ ꯇꯨꯝꯂꯤ ꯑꯃꯁꯨꯡ ꯇꯣꯉꯥꯟ ꯇꯣꯉꯥꯟꯕ ꯁꯃꯨꯗ꯭ꯔꯒꯤ ꯄꯨꯟꯁꯤꯁꯤꯡ ꯊꯤꯖꯤꯜꯂꯤ꯫ ꯇ꯭ꯔꯣꯄꯤꯀꯦꯜ ꯕꯤꯆ ꯑꯃꯗ ꯆꯠꯄ ꯑꯁꯤ ꯅꯨꯡꯉꯥꯏꯕ, ꯁꯥꯟꯇꯤ ꯑꯃꯁꯨꯡ ꯀꯥꯎꯔꯣꯏꯗꯕ ꯅꯤꯡꯁꯤꯡꯅꯤꯡꯉꯥꯏ ꯑꯣꯏꯕ ꯋꯥꯁꯛ ꯄꯤꯔꯤꯕ ꯅꯧꯅ ꯁꯦꯝꯒꯠꯄ ꯑꯦꯛꯁꯄ꯭ꯔꯤꯌꯦꯟꯁ ꯑꯃꯅꯤ꯫ ꯃꯈꯥꯗ ꯄꯤꯔꯤꯕ ꯑꯦꯛꯁꯟ ꯑꯁꯤꯒꯤ ꯐꯜ ꯑꯃ ꯂꯥꯎꯊꯣꯛꯀꯗꯕꯅꯤ꯫ ꯁ꯭ꯀꯨꯜꯗ ꯅꯣꯡꯃꯩ ꯄꯨꯔꯛꯄ꯫ ꯁ꯭ꯀꯨꯜꯗ ꯅꯣꯡꯃꯩ ꯄꯨꯔꯛꯄꯒꯤ ꯑꯣꯏꯊꯣꯛꯄ ꯌꯥꯕ ꯐꯜ ꯑꯃꯗꯤ ꯁ꯭ꯀꯨꯜꯗꯒꯤ ꯂꯧꯊꯣꯛꯄ, ꯀ꯭ꯔꯤꯃꯤꯅꯦꯜ ꯆꯥꯔꯖꯁꯤꯡ, ꯑꯃꯁꯨꯡ ꯃꯁꯥꯃꯛꯄꯨ ꯅꯠꯇꯔꯒ ꯑꯇꯣꯞꯄꯗ ꯊꯣꯛꯍꯟꯕ ꯌꯥꯕ ꯑꯁꯣꯛ-ꯑꯄꯟꯁꯤꯡ ꯑꯁꯤ ꯑꯣꯏꯕ ꯌꯥꯏ꯫ ꯑꯁꯤꯒꯨꯝꯕ ꯑꯦꯛꯁꯟ ꯑꯁꯤ ꯑꯥꯏꯟꯅ ꯌꯥꯗꯕ ꯑꯃꯁꯨꯡ ꯁ꯭ꯀꯨꯜꯒꯤ ꯄꯣꯂꯤꯁꯤꯁꯤꯡꯒꯤ ꯃꯥꯌꯣꯛꯇ ꯂꯩ, ꯃꯔꯝ ꯑꯗꯨꯅ ꯈꯨꯗꯛꯀꯤ ꯑꯣꯏꯕ ꯑꯃꯁꯨꯡ ꯁꯥꯊꯤꯕ ꯐꯜꯁꯤꯡ ꯊꯣꯛꯍꯜꯂꯤ꯫ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯕꯅ ꯍꯦꯜꯊꯀꯦꯌꯔ ꯏꯟꯁꯇꯤꯇ꯭ꯌꯨꯁꯟꯁꯤꯡꯗ ꯃꯃꯜ ꯍꯟꯊꯍꯟꯕꯗ ꯃꯇꯦꯡ ꯄꯥꯡꯕ ꯉꯝꯒꯅꯤ ꯑꯃꯁꯨꯡ ꯑꯅꯥꯕꯁꯤꯡꯒꯤ ꯐꯜꯒꯤ ꯃꯒꯨꯟ ꯍꯦꯟꯒꯠꯍꯟꯕ ꯉꯝꯒꯅꯤ꯫ ꯑꯏꯕ ꯑꯁꯤꯒꯤ ꯄꯥꯟꯗꯝꯗꯤ ꯍꯦꯜꯊꯀꯦꯌꯔꯗ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯕꯒꯤ ꯑꯣꯏꯊꯣꯛꯄ ꯌꯥꯕ ꯀꯥꯟꯅꯕ ꯑꯗꯨ ꯄꯥꯔꯤꯕ ꯃꯤꯑꯣꯏ ꯑꯗꯨꯗ ꯈꯪꯍꯟꯕꯅꯤ ꯍꯥꯥꯏꯅ ꯂꯧꯅꯩ꯫ ꯑꯏꯕ ꯑꯁꯤꯅ ꯑꯀꯛꯅꯅ ꯃꯔꯨꯑꯣꯏꯕ ꯀꯥꯟꯅꯕ ꯑꯅꯤ ꯄꯟꯈꯤ - ꯃꯃꯜ ꯍꯟꯊꯕ ꯑꯃꯁꯨꯡ ꯄꯦꯁꯦꯟꯠꯁꯤꯡꯒꯤ ꯐꯜꯁꯤꯡ ꯐꯒꯠꯍꯟꯕ, ꯃꯁꯤꯅ‌ ꯇꯥꯛꯂꯤ ꯃꯗꯨꯗꯤ ꯃꯈꯣꯏꯒꯤ ꯄꯥꯟꯗꯝꯗꯤ ꯍꯦꯜꯊꯀꯦꯌꯔꯗ ꯂꯩꯔꯤꯕ ꯃꯤꯑꯣꯏꯁꯤꯡꯕꯨ ꯃꯈꯣꯏꯒꯤ ꯏꯟꯁꯇꯤꯇ꯭ꯌꯨꯁꯟꯁꯤꯡꯗ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯕꯅ ꯃꯃꯜ ꯍꯟꯊꯍꯟꯕꯗ ꯃꯇꯦꯡ ꯄꯥꯡꯉꯤ꯫